ꯑꯥꯔꯇꯤꯐꯤꯁꯤꯑꯦꯜ ꯏꯟꯇꯦꯜꯂꯤꯖꯦꯟꯁ ꯒꯤ ꯁꯤꯖꯤꯟꯅꯕꯒ ꯃꯔꯤ ꯂꯩꯅꯕ ꯏꯊꯤꯀꯦꯜꯒꯤ ꯋꯥꯐꯝ ꯑꯃꯒꯤ ꯈꯨꯗꯝ ꯑꯃ ꯄꯤꯌꯨ꯫ ꯍꯦꯜꯊꯀꯦꯌꯔꯗ ꯑꯥꯔꯇꯤꯐꯤꯁꯤꯑꯦꯜ ꯏꯟꯇꯦꯜꯂꯤꯖꯦꯟꯁꯒꯤ ꯁꯤꯖꯤꯟꯅꯕꯒ ꯃꯔꯤ ꯂꯩꯅꯕ ꯏꯊꯤꯀꯦꯂꯒꯤ ꯋꯥꯐꯝ ꯑꯃꯒꯤ ꯈꯨꯗꯝ ꯑꯃꯗꯤ ꯕꯥꯏꯑꯦꯖ ꯑꯦꯂꯒꯣꯔꯤꯊꯝꯁꯤꯡꯒꯤ ꯑꯣꯏꯊꯣꯛꯄ ꯌꯥꯕꯁꯤꯡ ꯑꯁꯤꯅꯤ꯫ ꯈꯨꯗꯝ ꯑꯣꯏꯅ, ꯃꯦꯁꯤꯟ ꯂ꯭ꯔꯅꯤꯡ ꯑꯦꯂꯒꯣꯔꯤꯊꯝꯁꯤꯡꯅ ꯇꯝꯅꯕꯒꯤꯗꯃꯛ ꯑꯃꯁꯨꯡ ꯄ꯭ꯔꯤꯗꯤꯛꯁꯟ ꯅꯠꯇꯔꯒ ꯋꯥꯔꯦꯞ ꯂꯧꯕꯗ ꯗꯦꯇꯥꯗ ꯊꯥꯖꯕ ꯊꯝꯕ ꯌꯥꯏ꯫ ꯀꯔꯤꯒꯨꯝꯕ ꯑꯦꯜꯒꯣꯔꯤꯊꯝ ꯑꯁꯤ ꯇ꯭ꯔꯦꯅꯤꯡ ꯇꯧꯕꯗ ꯁꯤꯖꯤꯟꯅꯔꯤꯕ ꯗꯦꯇꯥ ꯑꯁꯤ ꯁ꯭ꯀ꯭ꯌꯨꯗ ꯑꯣꯏꯔꯕꯗꯤ ꯅꯠꯇꯔꯒ ꯗꯥꯏꯕꯔꯁꯤꯇꯤ ꯂꯩꯠꯔꯕꯗꯤ ꯃꯁꯤꯅ ꯕꯥꯏꯑꯦꯖ ꯑꯣꯏꯕ ꯐꯜꯁꯤꯡ ꯊꯣꯛꯅꯕ ꯌꯥꯏ꯫ ꯍꯦꯜꯊꯀꯦꯌꯔꯗ, ꯃꯁꯤꯅ ꯃꯈꯣꯏꯒꯤ ꯖꯥꯇꯤ ꯅꯠꯇꯔꯒ ꯏꯊꯅꯤꯛꯇ ꯌꯨꯝꯐꯝ ꯑꯣꯏꯕ ꯑꯀꯛꯅꯕ ꯄꯦꯁꯦꯟꯠ ꯀꯥꯡꯂꯨꯄꯁꯤꯡꯅ ꯁꯕ-ꯑꯣꯞꯇꯤꯃꯦꯜ ꯀꯦꯌꯔ ꯅꯠꯇꯔꯒ ꯑꯆꯨꯝꯕ ꯗꯥꯏꯒꯅꯣꯁꯤꯁ ꯂꯧꯕ ꯌꯥꯏ ꯍꯥꯏꯕꯁꯤ ꯑꯣꯏꯕ ꯌꯥꯏ꯫ ꯑꯔꯇꯤꯐꯤꯁꯤꯑꯦꯜ ꯏꯟꯇꯦꯜꯂꯤꯖꯦꯟꯁ ꯀꯝꯄꯦꯅꯤ ꯑꯃꯒꯤ ꯃꯥꯏ ꯄꯥꯛꯄ ꯑꯗꯨ ꯌꯦꯡꯁꯤꯟꯅꯕ ꯄꯥꯝꯕꯩ ꯃꯉꯥꯒꯤ ꯃꯃꯤꯡ ꯊꯣꯟꯕꯤꯌꯨ꯫ ꯀꯝꯄꯦꯅꯤ ꯑꯃꯒꯤ ꯃꯥꯏ ꯄꯥꯛꯄ ꯑꯗꯨ ꯌꯦꯡꯁꯤꯟꯅꯕ ꯁꯤꯖꯤꯟꯅꯕ ꯌꯥꯕ ꯃꯦꯇ꯭ꯔꯤꯛ ꯀꯌꯥ ꯑꯃꯥ ꯂꯩꯔꯤ꯫ ꯃꯈꯥꯗꯥ ꯃꯑꯣꯡ ꯃꯉꯥ ꯄꯤꯔꯤ: ꯑꯃ꯬ ꯔꯦꯚꯤꯅ꯭ꯌꯨ ꯒ꯭ꯔꯣꯊ: ꯀꯝꯄꯦꯅꯤ ꯑꯃꯒꯤ ꯔꯦꯚꯤꯅ꯭ꯌꯨ ꯑꯁꯤꯅ ꯑꯄꯨꯟꯕ ꯌꯣꯟꯕꯒꯤ ꯆꯥꯡ ꯅꯠꯇꯔꯒ ꯃꯁꯤꯅ ꯊꯣꯛꯍꯟꯕ ꯏꯟꯀꯝ ꯑꯗꯨ ꯇꯥꯀꯏ꯫ ꯃꯇꯝꯒꯤ ꯃꯇꯨꯡ ꯏꯟꯅ ꯔꯦꯚꯤꯅ꯭ꯌꯨꯗ ꯂꯦꯞꯇꯅ ꯍꯦꯟꯒꯠꯂꯛꯄ ꯑꯁꯤ ꯃꯥꯏ ꯄꯥꯛꯄ ꯀꯝꯄꯦꯅꯤ ꯑꯃꯒꯤ ꯃꯔꯨꯑꯣꯏꯕ ꯏꯟꯗꯤꯀꯦꯇꯔ ꯑꯃꯅꯤ꯫ ꯄ꯭ꯔꯣꯐꯤꯇꯦꯕꯤꯂꯤꯇꯤ: ꯄ꯭ꯔꯣꯐꯤꯇꯦꯇꯤꯕ ꯀꯝꯄꯦꯅꯤ ꯍꯥꯏꯕꯁꯤ ꯆꯥꯗꯤꯡ ꯇꯧꯕꯗꯒꯤ ꯍꯦꯟꯅ ꯁꯦꯟꯊꯣꯛ ꯂꯩꯕ ꯀꯝꯄꯦꯅꯤ ꯑꯃꯅꯤ꯫ ꯅꯦꯠ ꯄ꯭ꯔꯣꯐꯤꯠ ꯃꯥꯔꯖꯤꯟ, ꯔꯤꯇ꯭ꯔꯟ ꯑꯣꯟ ꯑꯦꯁꯦꯠ, ꯑꯃꯁꯨꯡ ꯔꯤꯇ꯭ꯔꯟ ꯑꯣꯟ ꯏꯀ꯭ꯋꯤꯇꯤ ꯑꯁꯤ ꯀꯝꯄꯦꯅꯤ ꯑꯃꯒꯤ ꯄ꯭ꯔꯣꯐꯤꯇꯦꯕꯤꯂꯤꯇꯤ ꯂꯦꯞꯊꯣꯛꯄꯗ ꯁꯤꯖꯤꯟꯅꯕ ꯃꯦꯇ꯭ꯔꯤꯛ ꯈꯔꯅꯤ꯫ ꯃꯥꯔꯀꯦꯠ ꯁꯦꯌꯔ: ꯀꯝꯄꯦꯅꯤ ꯑꯃꯒꯤ ꯃꯥꯔꯀꯦꯠ ꯁꯦꯌꯔ ꯑꯁꯤ ꯃꯈꯣꯏꯒꯤ ꯏꯟꯗ꯭ꯁꯇ꯭ꯔꯤꯗ ꯂꯩꯔꯤꯕ ꯑꯄꯨꯟꯕ ꯌꯣꯟꯕꯒꯤ ꯆꯥꯗ ꯑꯗꯨꯅꯤ꯫ ꯂꯦꯞꯇꯅ ꯃꯥꯔꯀꯦꯠ ꯁꯦꯌꯔ ꯍꯦꯟꯒꯠꯂꯛꯂꯤꯕ ꯀꯝꯄꯦꯅꯤ ꯑꯃꯕꯨ ꯃꯥꯏ ꯄꯥꯛꯄ ꯑꯣꯏꯅ ꯎꯕ ꯐꯪꯏ꯫ ꯀ꯭ꯁꯇꯃ꯭ꯔꯒꯤ ꯅꯨꯡꯉꯥꯏꯕ: ꯅꯨꯡꯉꯥꯏꯕ ꯀ꯭ꯁꯇꯃ꯭ꯔꯁꯤꯡꯅ ꯀꯝꯄꯦꯅꯤ ꯑꯃꯒꯤ ꯄꯣꯠꯊꯣꯛꯁꯤꯡ ꯅꯠꯇꯔꯒ ꯁꯔꯕꯤꯁꯁꯤꯡ ꯑꯇꯣꯞꯄꯁꯤꯡꯗ ꯔꯤꯀꯃꯦꯟꯗ ꯇꯧꯕꯥ ꯑꯃꯁꯨꯡ ꯍꯜꯂꯛꯄ ꯌꯥꯏ꯫ ꯀꯝꯄꯦꯅꯤꯁꯤꯡꯅ ꯁꯔꯚꯦ, ꯔꯤꯚꯤꯌꯨ, ꯅꯠꯇꯔꯒ ꯅꯦꯠ ꯄ꯭ꯔꯣꯃꯣꯇꯔ ꯁ꯭ꯀꯣꯔꯁꯤꯡꯒꯤ ꯈꯨꯠꯊꯥꯡꯗ ꯀ꯭ꯁꯇꯃ꯭ꯔꯁꯤꯡꯒꯤ ꯊꯥꯖꯕ ꯊꯝꯕ ꯌꯥꯏ꯫ ꯑꯦꯝꯄ꯭ꯂꯣꯌꯤꯁꯤꯡꯒꯤ ꯅꯨꯡꯉꯥꯏꯕ: ꯀꯝꯄꯦꯅꯤ ꯑꯃꯒꯤ ꯏꯝꯄ꯭ꯂꯣꯌꯤꯁꯤꯡ ꯑꯁꯤ ꯃꯁꯤꯒꯤ ꯈ꯭ꯋꯥꯏꯗꯒꯤ ꯆꯥꯎꯕ ꯂꯟ-ꯊꯨꯝꯅꯤ꯫ ꯑꯦꯝꯄ꯭ꯂꯣꯌꯤꯁꯤꯡꯒꯤ ꯌꯥꯝꯅ ꯅꯨꯡꯉꯥꯏꯕ ꯑꯁꯤꯅ ꯄ꯭ꯔꯗꯛꯇꯤꯚꯤꯇꯤ ꯍꯦꯟꯒꯠꯍꯟꯕ, ꯇ꯭ꯔꯟꯑꯣꯚꯔ ꯍꯟꯊꯍꯟꯕ ꯑꯃꯁꯨꯡ ꯄꯣꯖꯤꯇꯤꯚ ꯑꯣꯏꯕ ꯋꯥ꯭ꯔꯛ ꯀꯜꯆꯔ ꯑꯃꯥ ꯊꯣꯛꯍꯟꯕ ꯌꯥꯏ꯫ ꯀꯝꯄꯅꯤꯁꯤꯡꯅꯥ ꯁꯔꯚꯦ, ꯏꯝꯄ꯭ꯂꯣꯌꯤ ꯔꯤꯇꯦꯟꯁꯟ ꯔꯦꯠ, ꯅꯠꯇꯔꯒ ꯑꯦꯡꯒꯦꯖꯃꯦꯟꯠ ꯁ꯭ꯀꯣꯔꯁꯤꯡꯒꯤ ꯈꯨꯠꯊꯥꯡꯗ ꯏꯝꯄ꯭ꯂꯣꯌꯤꯁꯤꯡꯒꯤ ꯁꯦꯇꯤꯁꯐꯦꯛꯁꯟ ꯑꯗꯨ ꯂꯦꯞꯊꯣꯛꯄ ꯌꯥꯏ꯫ ꯑꯦꯁꯤꯁ꯭ꯇꯦꯟꯠ ꯑꯗꯨꯅ ꯄ꯭ꯔꯖꯦꯟꯇꯦꯁꯟ ꯑꯃꯗ ꯌꯥꯎꯍꯟꯒꯗꯕ ꯑꯥꯏꯇꯦꯝꯁꯤꯡꯒꯤ ꯂꯤꯁ꯭ꯠ ꯑꯃꯥ ꯄꯤꯌꯨ꯫ ꯊꯕꯛ ꯃꯐꯝꯒꯤ ꯃꯈꯜ-ꯃꯈꯥ ꯀꯌꯥ꯫ "ꯋꯥ꯭ꯔꯛꯄ꯭ꯂꯦꯁ ꯗꯥꯏꯕꯔꯁꯤꯇꯤ" ꯍꯥꯏꯕ ꯋꯥꯍꯩ ꯑꯁꯤꯒꯤ ꯃꯇꯥꯡꯗ ꯃꯌꯦꯛ ꯁꯦꯡꯅ ꯇꯥꯛꯄ ꯀ꯭ꯔꯤꯌꯦꯇꯤꯕꯤꯇꯤ ꯑꯃꯁꯨꯡ ꯏꯅꯣꯕꯦꯁꯟ ꯍꯦꯟꯒꯠꯍꯟꯕ, ꯇꯤꯝꯒꯤ ꯄꯔꯃꯣ ꯄꯔꯐꯣꯃꯦꯟꯁ ꯐꯒꯠꯍꯟꯕ, ꯑꯃꯁꯨꯡ ꯀꯝꯄꯦꯅꯤꯒꯤ ꯃꯤꯡꯆꯠ ꯍꯦꯟꯒꯠꯍꯟꯕ ꯌꯥꯎꯅ ꯊꯕꯛ ꯃꯐꯝꯒꯤ ꯗꯥꯏꯕꯔꯁꯤꯇꯤꯒꯤ ꯀꯥꯟꯅꯕ ꯖꯥꯇꯤ,ꯏꯊꯅꯤꯛ, ꯖꯦꯟꯗꯔ, ꯆꯍꯤ, ꯙꯔꯃ, ꯗꯤꯁꯑꯦꯕꯤꯂꯤꯇꯤ ꯌꯥꯎꯅ ꯃꯈꯜ ꯀꯌꯥꯒꯤ ꯀꯃꯟ ꯗꯥꯏꯃꯦꯟꯁꯟꯁꯤꯡ ꯑꯃꯁꯨꯡ ꯁꯦꯛꯁꯨꯑꯦꯜ ꯑꯣꯔꯤꯑꯦꯟꯇꯦꯁꯟ ꯗꯥꯏꯕꯔꯁꯤꯇꯤ ꯄ꯭ꯔꯃꯣꯠ ꯇꯧꯅꯕꯒꯤ ꯈ꯭ꯋꯥꯏꯗꯒꯤ ꯐꯕ ꯄ꯭ꯔꯦꯛꯇꯤꯁꯁꯤꯡ, ꯍꯥꯏꯕꯗꯤ ꯏꯟꯀ꯭ꯂꯨꯁꯤꯚ ꯀꯝꯄꯅꯤ ꯀꯜꯆꯔ ꯑꯃꯥ ꯁꯦꯝꯕ, ꯗꯥꯏꯕꯔꯁꯤꯇꯤ ꯇ꯭ꯔꯦꯅꯤꯡ ꯄꯤꯕ, ꯑꯃꯁꯨꯡ ꯇꯣꯞ ꯇꯣꯞꯄ ꯀꯦꯟꯗꯤꯗꯦꯠꯁꯤꯡ ꯑꯦꯛꯇꯤꯞ ꯑꯣꯏꯅ ꯂꯧꯕ ꯗꯥꯏꯕꯔꯁꯤꯇꯤ ꯑꯃꯁꯨꯡ ꯏꯟꯀ꯭ꯂꯨꯖꯟꯕꯨ ꯃꯔꯨꯑꯣꯏꯅ ꯂꯧꯕ ꯃꯥꯏꯄꯥꯛꯂꯕ ꯀꯝꯄꯅꯤꯁꯤꯡꯒꯤ ꯈꯨꯗꯝꯁꯤꯡ, ꯑꯃꯁꯨꯡ ꯃꯁꯤꯅ ꯃꯈꯣꯏꯒꯤ ꯕꯤꯖꯤꯅꯦꯁꯇ ꯄꯤꯔꯤꯕ ꯁꯥꯐꯨ ꯑꯗꯨ꯫ ꯑꯣꯔꯒꯅꯥꯏꯖꯦꯁꯟꯁꯤꯡꯅ ꯊꯕꯛ ꯃꯐꯝꯒꯤ ꯗꯥꯏꯕꯔꯁꯤꯇꯤ ꯌꯣꯛꯈꯠꯅꯕ ꯂꯧꯈꯠꯄ ꯌꯥꯕ ꯈꯣꯡꯊꯥꯡꯁꯤꯡ, ꯃꯁꯤꯗ ꯗꯥꯏꯕꯔꯁꯤꯇꯤꯒꯤ ꯄꯥꯟꯗꯝꯁꯤꯡ ꯊꯝꯕ, ꯄ꯭ꯔꯣꯒ꯭ꯔꯦꯁ ꯇ꯭ꯔꯦꯛ ꯇꯧꯕ, ꯑꯃꯁꯨꯡ ꯑꯟꯔꯤꯄ꯭ꯔꯦꯖꯦꯟꯇꯦꯗ ꯏꯝꯄ꯭ꯂꯣꯌꯤꯁꯤꯡꯒꯤꯗꯃꯛꯇ ꯔꯤꯁꯣꯔꯁꯁꯤꯡ ꯄꯤꯕ ꯌꯥꯎꯏ꯫ ꯑꯦꯝꯄ꯭ꯂꯣꯌꯤ ꯑꯦꯟꯖꯦꯟꯃꯦꯟꯠ ꯁꯔꯚꯦ ꯑꯃꯁꯨꯡ ꯇꯣꯞ ꯇꯣꯞꯄ ꯏꯝꯄ꯭ꯂꯣꯌꯤꯁꯤꯡꯒꯤ ꯔꯤꯇꯦꯟꯁꯟ ꯔꯦꯠꯁꯤꯡꯒꯤ ꯈꯨꯠꯊꯥꯡꯗ, ꯗꯥꯏꯕꯔꯁꯤꯇꯤ ꯏꯅꯤꯁꯤꯌꯦꯇꯤꯕꯁꯤꯡꯒꯤ ꯃꯥꯏ ꯄꯥꯛꯄ ꯑꯗꯨ ꯂꯦꯞꯊꯣꯛꯅꯕ ꯄꯥꯝꯕꯩꯁꯤꯡ꯫ ꯀꯥꯎꯊꯣꯛꯄ ꯑꯃꯁꯨꯡ ꯆꯦꯛꯁꯤꯟꯅ ꯂꯩꯕ ꯃꯤꯑꯣꯏ ꯑꯃꯕꯨ ꯐꯣꯡꯗꯣꯛꯂꯤꯕ ꯑꯅꯧꯕ ꯋꯥꯍꯩ ꯑꯃꯥ ꯁꯦꯝꯃꯨ꯫ ꯋꯥꯍꯩ ꯑꯁꯤ "ꯐ꯭ꯣꯔꯒꯦꯠꯂꯦꯁ" ꯑꯣꯏꯕ ꯌꯥꯏ "ꯐ꯭ꯣꯔꯒꯦꯠꯐꯨꯜ" ꯑꯃꯁꯨꯡ "ꯀꯦꯌꯔꯂꯦꯁ" ꯀꯤ ꯀꯝꯕꯤꯅꯦꯁꯟ ꯑꯃꯅꯤ꯫